ꯕꯤꯖꯤꯑꯦꯟ ꯗ ꯖꯤꯑꯣꯒ꯭ꯔꯥꯐꯤꯛ ꯗꯥꯇꯥꯕꯦꯁ ꯃꯃꯤꯡ ꯑꯃꯁꯨꯡ ꯌꯨꯅꯥꯏꯇꯦꯠ ꯁ꯭ꯇꯦꯠꯁꯀꯤ ꯃꯄꯥꯟꯗ ꯂꯩꯕ ꯃꯐꯝꯁꯤꯡꯗ ꯁꯤꯖꯤꯟꯅꯕ ꯑꯌꯥꯕ ꯄꯤꯔꯤ꯫ ꯗꯇꯥꯕꯦꯁ ꯑꯁꯤ ꯂꯣꯏꯁꯪꯗ ꯁꯤꯖꯤꯟꯅꯕ ꯌꯥꯕ ꯌꯨꯑꯦꯁ ꯕꯤꯖꯤꯑꯦꯟ ꯅ ꯑꯌꯥꯕ ꯄꯤꯔꯕ ꯃꯤꯔꯩꯄꯥꯛꯇꯒꯤ ꯃꯃꯤꯡꯁꯤꯡ ꯌꯥꯎꯕ ꯗꯥꯇꯥꯅꯤ꯫ ꯆꯧꯔꯥꯛꯅ ꯂꯤꯁꯤꯡꯀꯨꯟ ꯗꯥꯇꯥꯕꯦꯁ ꯊꯥ ꯈꯨꯗꯤꯡꯒꯤ ꯊꯥꯒꯠꯂꯤ꯫ ꯗꯥꯇꯥꯕꯦꯁ ꯇ ꯌꯥꯎꯔꯛꯄꯁꯤꯡ ꯑꯃꯠꯇ ꯃꯈꯣꯏꯅ ꯀꯛꯊꯠꯄ ꯂꯧꯊꯣꯛꯄ ꯂꯩꯇꯦ, ꯌꯥꯝꯅ ꯇꯣꯏꯕ ꯍꯟꯖꯤꯟꯕ ꯋꯥꯍꯩ ꯌꯥꯎꯗ꯭ꯔꯒꯗꯤ꯫ ꯑꯉꯟꯕ ꯄꯨꯟꯁꯤ ꯏꯃꯦꯅ꯭ꯌꯦꯜ ꯖꯦꯝꯁ ꯔꯣꯍꯟ ꯑꯁꯤ ꯋꯥꯁꯤꯡꯇꯟꯒꯤ ꯌꯥꯀꯤꯃꯥꯗ ꯏꯃꯦꯅ꯭ꯌꯦꯜ ꯑꯃꯁꯨꯡ ꯀ꯭ꯂꯥꯔꯥ ꯔꯣꯍꯟꯒꯤ ꯃꯆꯥ ꯑꯣꯏꯅ ꯄꯣꯛꯈꯤ꯫ ꯃꯍꯥꯛꯀꯤ ꯃꯃꯥ-ꯃꯄꯥꯅ ꯏꯗꯥꯍꯣꯒꯤ ꯀꯥꯜꯗꯋꯦꯜꯗ ꯐꯥꯔ꯭ꯝ ꯑꯃ ꯃꯄꯨ ꯑꯣꯏꯈꯤ ꯑꯃꯁꯨꯡ ꯊꯕꯛ ꯇꯧꯈꯤ꯫ ꯃꯐꯝ ꯑꯗꯨꯗ ꯔꯣꯍꯟꯅ ꯑꯃꯠꯇ ꯉꯥꯏꯔꯕ ꯑꯉꯥꯡ ꯑꯣꯏꯅ ꯆꯥꯎꯔꯛꯈꯤ꯫ ꯃꯍꯥꯛ ꯂꯥꯏꯔꯕ ꯏꯃꯨꯡ ꯑꯃꯗ ꯄꯣꯛꯈꯤ, ꯆꯍꯤ ꯀꯨꯟꯊ꯭ꯔꯥ ꯁꯨꯔꯛꯄꯗ ꯁꯦꯜ ꯌꯥꯝꯅ ꯇꯥꯟꯕ ꯑꯃ ꯑꯣꯏꯔꯛꯈꯤ, ꯑꯃꯁꯨꯡ ꯆꯍꯤ ꯀꯨꯟꯊ꯭ꯔꯥꯍꯨꯝꯗꯣꯏ ꯁꯨꯔꯛꯄꯗ ꯇꯧꯔꯨꯕ ꯈꯨꯗꯤꯡ ꯃꯥꯏꯄꯥꯛꯈꯤꯗꯦ꯫ ꯃꯇꯨꯡꯗ ꯃꯍꯥꯛ ꯑꯃꯨꯛ ꯍꯟꯅ ꯁꯦꯜ ꯇꯥꯟꯕ ꯑꯃ ꯑꯣꯏꯔꯛꯈꯤ꯫ ꯔꯣꯍꯟꯅ ꯆꯍꯤ ꯑꯃꯒꯤ ꯃꯇꯨꯡꯗ ꯀꯣꯂꯦꯖ ꯊꯥꯗꯣꯛꯈꯤ꯫ ꯁꯤꯟꯐꯝꯒꯤ ꯑꯣꯏꯕ ꯁꯤꯟꯐꯝ ꯃꯍꯥꯛꯅ ꯁꯤꯌꯔꯁ ꯍ꯭ꯌꯨꯃꯦꯟ ꯔꯤꯁꯣꯔꯁ ꯃꯦꯟꯇꯔ ꯑꯃ ꯑꯣꯏꯅ ꯃꯍꯥꯛꯀꯤ ꯁꯤꯟꯐꯝꯒꯤ ꯑꯣꯏꯕ ꯄꯨꯟꯁꯤ ꯍꯧꯈꯤ꯫ ꯃꯇꯝ ꯑꯗꯨꯃꯛꯇꯗ, ꯃꯔꯨꯞ ꯑꯃꯅ ꯃꯍꯥꯛꯄꯨ ꯁꯤꯟꯃꯤ ꯖꯣꯟ ꯑꯦꯔꯜ ꯁꯣꯐ ꯄꯤꯈꯤꯕ ꯋꯥꯀꯠꯄ ꯑꯃꯗ ꯀꯧꯈꯤ꯫ ꯏꯪ ꯂꯤꯁꯤꯡ ꯑꯃꯒ ꯆꯃꯥꯄꯜ ꯌꯥꯡꯈꯩꯃꯉꯥꯗ ꯔꯣꯍꯟꯅ ꯁꯣꯐꯀꯤ ꯗꯥꯏꯔꯦꯛ ꯁꯦꯂꯤꯡ ꯕꯤꯖꯤꯅꯦꯁ ꯑꯕꯨꯟꯗ ꯚꯤꯇꯥꯗ ꯗꯤꯁꯇ꯭ꯔꯤꯕ꯭ꯌꯨꯇꯔ ꯑꯃ ꯑꯣꯏꯅ ꯌꯥꯎꯈꯤ꯫ ꯏꯪ ꯂꯤꯁꯤꯡ ꯑꯃꯒ ꯆꯃꯥꯄꯜ ꯌꯥꯡꯈꯩꯇꯔꯦꯠꯇꯥ ꯔꯣꯍꯟꯅ ꯑꯕꯨꯟꯗ ꯚꯤꯇꯥꯒ ꯂꯣꯏꯅꯅ ꯃꯍꯥꯛꯀꯤ ꯗꯤꯁꯇ꯭ꯔꯤꯕ꯭ꯌꯨꯇꯔꯁꯤꯞ ꯑꯗꯨ ꯊꯥꯗꯣꯛꯈꯤ ꯑꯃꯁꯨꯡ ꯑꯇꯣꯞꯄ ꯗꯥꯏꯔꯦꯛꯠ ꯁꯦꯂꯤꯡ ꯀꯝꯄꯅꯤ ꯑꯃ ꯑꯣꯏꯔꯤꯕ ꯅ꯭ꯌꯨꯇ꯭ꯔꯤ-ꯕꯥꯏꯌꯣꯗ ꯌꯥꯎꯈꯤ꯫ ꯁꯣꯐ ꯌꯥꯎꯅ ꯀꯝꯄꯅꯤ ꯑꯁꯤꯒꯤ ꯂꯤꯡꯈꯠꯄ ꯃꯤꯑꯣꯏꯁꯤꯡꯅ ꯃꯍꯥꯛꯄꯨ ꯂꯝꯖꯤꯡꯕꯤꯕ ꯍꯧꯈꯤ꯫ ꯃꯁꯤꯒꯤ ꯂꯝꯖꯤꯡ-ꯂꯝꯇꯥꯛꯄ ꯑꯗꯨꯒꯤ ꯃꯇꯨꯡꯗ ꯔꯣꯍꯟꯅ ꯀꯝꯄꯅꯤ ꯑꯁꯤꯒꯤ ꯈ꯭ꯋꯥꯏꯗꯒꯤ ꯆꯥꯎꯕ ꯂꯨꯞꯁꯤꯡꯒꯤ ꯃꯅꯨꯡꯗ ꯑꯃ ꯁꯥꯈꯤ꯫ ꯏꯪ ꯂꯤꯁꯤꯡ ꯑꯃꯒ ꯆꯃꯥꯄꯜ ꯍꯨꯝꯐꯨꯗ ꯅ꯭ꯌꯨꯇ꯭ꯔꯤ-ꯕꯥꯏꯌꯣꯅ ꯀꯦꯅꯗꯥ ꯄꯥꯛꯊꯣꯛ ꯆꯥꯎꯊꯣꯛꯍꯟꯕ ꯃꯇꯝꯗ ꯁꯣꯐ ꯑꯃꯁꯨꯡ ꯑꯇꯣꯞꯄ ꯂꯤꯡꯈꯠꯈꯤꯕꯁꯤꯡꯅ ꯔꯣꯍꯟꯕꯨ ꯂꯨꯞ ꯑꯁꯤꯒꯤ ꯊꯧꯗꯥꯡ ꯂꯧꯈꯤ꯫ ꯏꯪ ꯂꯤꯁꯤꯡ ꯑꯃꯒ ꯆꯃꯥꯄꯜ ꯍꯨꯝꯐꯨꯒꯤ ꯆꯍꯤ ꯇꯔꯥꯒꯤ ꯈꯨꯖꯤꯡꯒꯤ ꯑꯉꯟꯕꯗ ꯅ꯭ꯌꯨꯇ꯭ꯔꯤ-ꯕꯥꯏꯌꯣꯅ ꯂꯂꯣꯟ-ꯏꯇꯤꯛ ꯇꯧꯔꯛꯇ꯭ꯔꯕ ꯃꯇꯨꯡꯗ ꯔꯣꯍꯟꯕꯨ ꯃꯍꯥꯛꯀꯤ ꯔꯣꯇꯔꯤ ꯀ꯭ꯂꯕ ꯋꯥ ꯍꯥꯏꯅꯕ ꯀꯧꯈꯤ꯫ ꯃꯍꯥꯛꯅ ꯌꯥꯈꯤ, ꯑꯃꯁꯨꯡ ꯑꯊꯨꯕ ꯃꯇꯝꯗ ꯑꯇꯣꯞꯄꯁꯤꯡꯅ ꯃꯍꯥꯛꯄꯨ ꯇꯣꯉꯥꯟ-ꯇꯣꯉꯥꯟꯕ ꯅꯨꯡꯊꯤꯜꯒꯤ ꯆꯤꯟꯖꯥꯛ ꯑꯃꯁꯨꯡ ꯑꯇꯣꯞꯄ ꯊꯧꯔꯝꯁꯤꯡꯗ ꯋꯥ ꯍꯥꯏꯅꯕ ꯍꯥꯏꯖꯕ ꯍꯧꯈꯤ꯫ ꯏꯪ ꯂꯤꯁꯤꯡ ꯑꯃꯒ ꯆꯃꯥꯄꯜ ꯍꯨꯝꯐꯨꯍꯨꯝꯗꯣꯏꯗ ꯕꯦꯕꯔꯂꯤ ꯍꯤꯜꯁ ꯍꯣꯇꯦꯜ ꯃꯍꯥꯛꯅ ꯃꯍꯥꯛꯀꯤ ꯑꯍꯥꯟꯕ ꯃꯤꯌꯥꯝꯒꯤ ꯃꯤꯐꯝ ꯄꯥꯡꯊꯣꯛꯈꯤ꯫ ꯃꯗꯨꯒꯤ ꯃꯇꯨꯡꯗ ꯃꯍꯥꯛꯅ ꯂꯩꯕꯥꯛ ꯁꯤꯟꯕ ꯊꯨꯡꯅ ꯃꯍꯥꯛꯀꯤ ꯋꯥꯔꯤ ꯂꯤꯗꯨꯅ ꯑꯃꯁꯨꯡ ꯃꯍꯥꯛꯀꯤ ꯂꯅꯥꯏꯒꯤ ꯑꯣꯏꯕ ꯆꯥꯎꯈꯠꯄ ꯋꯥꯈꯜꯂꯣꯟ ꯇꯥꯛꯄꯤꯗꯨꯅ ꯁꯦꯃꯤꯅꯥꯔꯁꯤꯡ ꯎꯠꯄ ꯍꯧꯈꯤ꯫ ꯏꯪ ꯂꯤꯁꯤꯡ ꯑꯃꯒ ꯆꯃꯥꯄꯜ ꯍꯨꯝꯗ꯭ꯔꯥꯒꯤ ꯆꯍꯤ ꯇꯔꯥꯒꯤ ꯈꯨꯖꯤꯡ ꯁꯤꯟꯕ ꯊꯨꯡꯅ ꯔꯣꯍꯟꯅ ꯁ꯭ꯇꯦꯟꯗ꯭ꯔꯠ ꯑꯣꯏꯜꯒꯤꯗꯃꯛ ꯁꯦꯃꯤꯅꯥꯔꯁꯤꯡ ꯄꯥꯡꯊꯣꯛꯈꯤ꯫ ꯃꯇꯝ ꯑꯗꯨꯃꯛꯇꯗ ꯃꯍꯥꯛꯅ ꯑꯦꯗꯚꯦꯟꯆꯔꯁ ꯏꯟ ꯑꯦꯆꯤꯚꯃꯦꯟꯠ ꯀꯧꯕ ꯂꯅꯥꯏꯒꯤ ꯑꯣꯏꯕ ꯆꯥꯎꯈꯠꯄꯒꯤ ꯂꯂꯣꯟ-ꯏꯇꯤꯛ ꯑꯃꯗ ꯁꯔꯨꯛ ꯌꯥꯈꯤ, ꯃꯗꯨꯗ ꯍꯛꯊꯦꯡꯅꯅ ꯄꯥꯡꯊꯣꯛꯈꯤꯕ ꯁꯦꯃꯤꯅꯥꯔꯁꯤꯡ ꯑꯃꯁꯨꯡ ꯂꯅꯥꯏꯒꯤ ꯆꯥꯎꯈꯠꯄꯒꯤ ꯋꯥꯔꯛꯁꯣꯞꯁꯤꯡ ꯌꯥꯎꯈꯤ꯫ ꯃꯍꯥꯛꯅ ꯆꯍꯤ ꯅꯤꯐꯨ ꯍꯦꯟꯅ ꯃꯥꯂꯦꯝ ꯁꯤꯟꯕ ꯊꯨꯡꯅ ꯁꯦꯃꯤꯅꯥꯔꯁꯤꯡ ꯄꯥꯡꯊꯣꯛꯈꯤ꯫